ꯑꯥꯏꯐꯣꯟ ꯇꯔꯥꯅꯤꯊꫭꯏꯒꯤ ꯗꯃꯛ ꯄ꯭ꯔꯗꯛ ꯗꯤꯁꯀ꯭ꯔꯤꯞꯁꯟ ꯑꯃ ꯏꯕꯤꯌꯨ꯫ ꯑꯅꯧꯕ ꯑꯥꯏꯐꯣꯟ ꯇꯔꯥꯅꯤꯊꫭꯏ- ꯑꯗꯣꯝꯒꯤ ꯑꯔꯣꯏꯕ ꯁ꯭ꯃꯥꯔꯠꯐꯣꯟ ꯑꯦꯛꯁꯄꯤꯔꯤꯌꯦꯟꯁ ꯄꯤꯅꯕ ꯏꯅꯣꯕꯦꯁꯟ, ꯁ꯭ꯇꯥꯏꯜ, ꯑꯃꯁꯨꯡ ꯐꯪꯁꯅꯦꯂꯤꯇꯤ ꯄꯨꯟꯁꯤꯜꯂꯕ ꯁꯤꯡꯊꯥꯅꯤꯡꯉꯥꯏ ꯑꯣꯏꯕ ꯁ꯭ꯃꯥꯔꯠꯐꯣꯟ ꯑꯃ ꯍꯧꯗꯣꯛꯆꯔꯤ꯫ ꯃꯁꯤꯒꯤ ꯁꯦꯡꯂꯕ ꯗꯤꯖꯥꯏꯟ ꯑꯁꯤꯅ ꯑꯥꯏꯐꯣꯟ ꯇꯔꯥꯅꯤꯊꫭꯏ ꯑꯁꯤꯅꯥ ꯁꯦꯔꯥꯃꯤꯛ ꯁꯤꯜꯗ ꯐ꯭ꯔꯟ ꯀꯕꯔꯒ ꯂꯣꯏꯅꯅ ꯄꯥꯛ ꯆꯥꯎꯔꯕ ꯑꯣꯔꯒꯥꯅꯤꯛ ꯂꯥꯏꯠ ꯏꯃꯤꯠꯇꯤꯡ ꯗꯥꯏꯌꫭꯠ ꯑꯜꯇ꯭ꯔꯥ-ꯋꯥꯏꯗ ꯑꯃꯁꯨꯡ ꯋꯥꯏꯗ ꯂꯦꯟꯁꯁꯤꯡꯒ ꯂꯣꯏꯅꯅ ꯗ꯭ꯌꯨꯑꯦꯜ-ꯀꯦꯃꯦꯔꯥ ꯁꯤꯁꯇꯦꯝ ꯑꯁꯤꯅ ꯃꯔꯝ ꯑꯣꯏꯗꯨꯅ ꯅꯍꯥꯛꯀꯤ ꯅꯨꯡꯁꯤꯖꯔꯕ ꯃꯤꯀꯨꯞꯁꯤꯡ ꯑꯗꯨ ꯊꯋꯥꯏ ꯌꯥꯎꯕ ꯃꯌꯦꯛ ꯁꯦꯡꯅ ꯂꯧꯕꯤꯌꯨ꯫ ꯅꯥꯏꯠ ꯃꯣꯗꯅ ꯃꯉꯥꯜꯒꯤ ꯀꯟꯗꯤꯁꯟꯁꯤꯡꯗꯁꯨ ꯑꯉꯛꯄ ꯁꯣꯠꯊꯔꯕ ꯐꯣꯇꯣꯁꯤꯡ ꯂꯧꯕ ꯌꯥꯍꯜꯂꯤ, ꯑꯃꯁꯨꯡ ꯗꯤꯞ ꯐ꯭ꯌꯨꯖꯟꯅ ꯃꯤꯗꯇꯒꯤ ꯂꯣ ꯂꯥꯏꯠ ꯁꯤꯟꯁꯤꯡꯗ ꯊꯥꯖꯕ ꯌꯥꯗꯕ ꯑꯀꯨꯞꯄ ꯃꯔꯣꯜꯁꯤꯡ ꯄꯨꯊꯣꯛꯏ꯫ ꯁ꯭ꯃꯥꯔꯠꯐꯣꯟ ꯑꯃꯗ ꯑꯍꯥꯟꯕ ꯑꯣꯏꯅ ꯊꯣꯛꯄ ꯗꯣꯜꯕꯤ ꯚꯤꯖꯟꯒ ꯂꯣꯏꯅꯅ ꯑꯈꯟꯅꯕ ꯚꯤꯗꯤꯑꯣꯁꯤꯡ ꯁꯨꯇꯤꯡ ꯇꯧꯕꯤꯌꯨ, ꯃꯁꯤꯅ ꯅꯍꯥꯛꯀꯤ ꯐꯣꯟꯗꯥ ꯐꯣꯇꯣ, ꯑꯥꯏꯃꯨꯚꯤ, ꯅꯠꯇ꯭ꯔꯒ ꯀ꯭ꯂꯤꯞꯁꯤꯡꯗ ꯏꯗꯤꯠ ꯇꯧꯕꯥ ꯌꯥꯍꯜꯂꯤ꯫ ꯁ꯭ꯃꯥꯔꯠꯐꯣꯟ ꯑꯃꯗ ꯈ꯭ꯋꯥꯏꯗꯒꯤ ꯌꯥꯡꯅ ꯆꯦꯟꯕ ꯑꯅꯧꯕ ꯑꯦ ꯇꯔꯥꯃꯔꯤ ꯕꯥꯏꯑꯣꯅꯤꯛ ꯆꯤꯞꯅ ꯄꯋꯔ ꯇꯧꯕ ꯑꯥꯏꯐꯣꯟ ꯇꯔꯥꯅꯤꯊꫭꯏ ꯑꯁꯤꯅ ꯃꯥꯏꯄꯥꯛꯄ ꯉꯝꯗꯕꯥ ꯄꯔꯐꯣꯃꯦꯟꯁ ꯄꯤꯔꯤ꯫ ꯂꯦꯒ ꯑꯃꯠꯇꯥ ꯌꯥꯎꯗꯅ ꯅꯍꯥꯛꯀꯤ ꯅꯨꯡꯁꯤꯖꯔꯕ ꯑꯦꯞꯁꯤꯡ ꯑꯃꯁꯨꯡ ꯒꯦꯝꯁꯤꯡ ꯅꯨꯡꯉꯥꯏꯅ ꯂꯧꯕꯤꯌꯨ, ꯑꯃꯁꯨꯡ ꯌꯥꯝꯅ ꯂꯥꯏꯅ ꯃꯜꯇꯤꯇꯥꯛꯁ ꯇꯧꯕꯤꯌꯨ꯫ ꯁꯄꯣꯔꯠꯅ ꯅꯍꯥꯛꯄꯨ ꯈ꯭ꯋꯥꯏꯗꯒꯤ ꯌꯥꯡꯅ ꯐꯪꯂꯤꯕ ꯅꯦꯠꯋꯥꯔꯛꯁꯤꯡꯗ ꯀꯅꯦꯛ ꯇꯧꯕ ꯌꯥꯍꯜꯂꯤ, ꯃꯁꯤꯅ ꯂꯥꯏꯠꯅꯤꯡ-ꯐꯥꯁ ꯗꯥꯎꯟꯂꯣꯗ ꯑꯃꯁꯨꯡ ꯑꯞꯂꯣꯗ ꯇꯧꯕꯒꯤ ꯈꯣꯡꯖꯦꯜ ꯄꯤ꯫ ꯃꯇꯝ ꯁꯥꯡꯅ ꯆꯠꯄ ꯕꯦꯠꯇꯔꯤ ꯂꯥꯏꯐ ꯑꯃꯁꯨꯡ ꯏꯁꯤꯡ ꯌꯥꯎꯗꯕ ꯗꯤꯖꯥꯏꯟꯒꯥ ꯂꯣꯏꯅꯅ ꯑꯥꯏꯐꯣꯟ ꯇꯔꯥꯅꯤꯊꫭꯏ ꯑꯁꯤ ꯅꯍꯥꯛꯀꯤ ꯅꯨꯃꯤꯠꯀꯤ ꯗꯤꯃꯥꯟꯗꯁꯤꯡ ꯑꯗꯨ ꯐꯪꯍꯟꯅꯕ ꯁꯦꯝꯈꯤꯕꯅꯤ꯫ ꯃꯥꯂꯦꯝꯒꯤ ꯈ꯭ꯋꯥꯏꯗꯒꯤ ꯄꯔꯁꯣꯅꯦꯜ ꯑꯃꯁꯨꯡ ꯁꯦꯀ꯭ꯌꫭꯔ ꯑꯣꯏꯕꯥ ꯃꯣꯕꯥꯏꯜ ꯑꯣꯄꯔꯦꯇꯤꯡ ꯁꯤꯁꯇꯦꯝ ꯑꯣꯏꯔꯤꯕ ꯑꯥꯏꯐꫭꯟ ꯑꫭꯄꯔꯦꯇꯤꯡ ꯁꯤꯁꯇꯦꯝ ꯇꯔꯥꯃꯔꯤ ꯑꯃꯁꯨꯡ ꯃꯁꯤꯅ ꯄꯤꯔꯤꯕꯥ ꯑꯉꯛꯄ ꯐꯤꯆꯔꯁꯤꯡ ꯑꯁꯤ ꯅꯨꯡꯉꯥꯏꯕꯤꯌꯨ꯫ ꯑꯉꯛꯄꯥ ꯃꯆꯨ ꯃꯉꯥꯗ ꯐꯪꯂꯤꯕꯥ ꯑꯥꯏꯐꯣꯟ ꯇꯔꯥꯅꯤꯊꫭꯏ ꯑꯁꯤ ꯐꯖꯕ, ꯄꯔꯐꯣꯃꯦꯟꯁ ꯑꯃꯁꯨꯡ ꯈꯨꯗꯣꯡꯆꯥꯕꯒꯤ ꯃꯄꯨꯡ ꯐꯥꯕꯥ ꯕ꯭ꯂꯦꯟꯗ ꯑꯃꯅꯤ ꯑꯃꯁꯨꯡ ꯃꯁꯤ ꯂꯥꯟꯊꯦꯡꯅꯕꯗ ꯌꯥꯝꯅ ꯂꯨꯏ꯫ ꯆꯍꯤ ꯑꯁꯤꯒꯤ ꯀꯅꯥꯅ ꯌꯨꯅꯥꯏꯇꯦꯠ ꯁ꯭ꯇꯦꯠꯀꯤ ꯑꯆꯧꯕ ꯁꯨꯇꯤ ꯃꯔꯤꯒꯤ ꯃꯅꯨꯡꯗꯥ ꯑꯍꯥꯟꯕꯥ ꯑꯣꯏꯔꯤꯕꯒꯦ? ꯌꯨꯅꯥꯏꯇꯦꯠ ꯁ꯭ꯇꯦꯠꯀꯤ ꯑꯆꯧꯕꯥ ꯁꯨꯇꯤ ꯃꯔꯤꯒꯤ ꯃꯅꯨꯡꯗ ꯑꯍꯥꯟꯕ ꯅꯨꯃꯤꯠ ꯑꯁꯤ ꯖꯅꯨꯋꯥꯔꯤ ꯊꯥꯗ ꯊꯣꯛꯏ, ꯃꯔꯨꯑꯣꯏꯅ ꯊꯥꯒꯤ ꯑꯍꯥꯟꯕ ꯅꯨꯃꯤꯠꯇꯥ ꯊꯣꯛꯏ ꯑꯃꯁꯨꯡ ꯃꯁꯤꯕꯨ ꯑꯅꯧꯕ ꯆꯍꯤꯒꯤ ꯅꯨꯃꯤꯠ ꯍꯥꯏꯅ ꯀꯧꯏ꯫